ꯌꯨꯅꯥꯏꯇꯦꯗ ꯁ꯭ꯇꯦꯠꯁꯇ ꯍꯧꯖꯤꯛ ꯂꯩꯔꯤꯕ ꯏꯃꯤꯒ꯭ꯔꯦꯁꯟ ꯄꯣꯂꯤꯁꯤꯁꯤꯡꯒꯤ ꯃꯇꯥꯡꯗ ꯁꯟꯗꯣꯛꯅ ꯇꯥꯛꯄꯤꯌꯨ꯫ ꯌꯨꯅꯥꯏꯇꯦꯗ ꯁ꯭ꯇꯦꯠꯁꯇ ꯃꯇꯝ ꯈꯔꯒꯤ ꯑꯣꯏꯅ ꯅꯠꯇ꯭ꯔꯒ ꯃꯇꯝ ꯆꯨꯞꯄꯒꯤ ꯑꯣꯏꯅ ꯂꯩꯕꯥꯛ ꯑꯁꯤꯗ ꯃꯤꯑꯣꯏꯁꯤꯡꯅ ꯍꯤꯡꯅꯕꯒꯤ ꯇꯣꯉꯥꯟ-ꯇꯣꯉꯥꯟꯕ ꯃꯑꯣꯡꯁꯤꯡ ꯌꯦꯡꯁꯤꯜꯂꯤꯕ ꯄꯣꯂꯤꯁꯤ ꯀꯌꯥꯒ ꯂꯣꯏꯅꯅ ꯄꯥꯛ-ꯆꯥꯎꯕ ꯑꯃꯁꯨꯡ ꯀꯝꯄ꯭ꯂꯦꯛꯁ ꯑꯣꯏꯕ ꯏꯃꯤꯒ꯭ꯔꯦꯁꯟ ꯁꯤꯁꯇꯦꯝ ꯑꯃ ꯂꯩ꯫ ꯌꯨꯅꯥꯏꯇꯦꯠ ꯏꯁꯇꯦꯠꯁ ꯀꯤ ꯏꯃꯤꯒ꯭ꯔꯦꯁꯟ ꯄꯣꯂꯤꯁꯤꯒꯤ ꯃꯔꯨꯑꯣꯏꯕ ꯀꯝꯄꯣꯅꯦꯟꯇ ꯈꯔꯗꯤ ꯃꯈꯥꯗ ꯄꯤꯔꯤ: ꯏꯃꯨꯡ-ꯃꯅꯨꯡꯗ ꯌꯨꯝꯐꯝ ꯑꯣꯏꯕ ꯏꯃꯤꯒ꯭ꯔꯦꯁꯟ: ꯌꯨꯅꯥꯏꯇꯦꯗ ꯏꯁꯇꯦꯠꯁ ꯀꯤ ꯅꯥꯒꯔꯤꯛꯁꯤꯡ ꯑꯃꯁꯨꯡ ꯑꯥꯏꯟꯒꯤ ꯑꯣꯏꯕ ꯄꯔꯃꯦꯅꯦꯟꯇ ꯔꯦꯁꯤꯗꯦꯟꯇꯁꯤꯡ (ꯒ꯭ꯔꯤꯟ ꯀꯥꯔꯗ ꯍꯣꯜꯗꯔꯁꯤꯡ) ꯇꯥ ꯂꯩꯕ ꯑꯣꯏꯅ ꯂꯥꯛꯄ ꯚꯤꯖꯥꯁꯤꯡꯒꯤꯗꯃꯛ ꯑꯀꯛꯅꯕ ꯏꯃꯨꯡꯒꯤ ꯃꯤꯑꯣꯏꯁꯤꯡꯕꯨ ꯁ꯭ꯄꯣꯟꯁꯔ ꯇꯧꯕ ꯌꯥꯏ ꯚꯤꯖꯥꯁꯤꯡ ꯑꯁꯤꯒꯤ ꯐꯪꯐꯝ ꯊꯣꯛꯄ ꯑꯃꯁꯨꯡ ꯉꯥꯏꯕꯒꯤ ꯃꯇꯝ ꯑꯁꯤ ꯇꯣꯉꯥꯟ-ꯇꯣꯉꯥꯟꯕ ꯑꯣꯏ꯫ ꯁ꯭ꯄꯣꯟꯁꯔ ꯑꯃꯁꯨꯡ ꯑꯦꯄ꯭ꯂꯤꯀꯥꯟꯇ ꯑꯗꯨꯒꯤ ꯃꯔꯛꯇ ꯂꯩꯔꯤꯕ ꯃꯔꯤ ꯑꯗꯨꯒ ꯂꯣꯏꯅꯅ ꯑꯦꯄ꯭ꯂꯤꯀꯥꯟꯇ ꯑꯗꯨꯒꯤ ꯍꯧꯔꯛꯐꯝ ꯂꯩꯕꯥꯛ ꯑꯗꯨꯒꯤ ꯃꯈꯥ ꯄꯣꯜꯂꯤ꯫ ꯏꯝꯄ꯭ꯂꯣꯏꯃꯦꯟꯇꯇꯥ ꯌꯨꯝꯐꯝ ꯑꯣꯏꯕ ꯏꯃꯤꯒ꯭ꯔꯦꯁꯟ: ꯏꯝꯄ꯭ꯂꯣꯌꯔꯁꯤꯡꯅ ꯃꯄꯥꯟ ꯂꯩꯕꯥꯛꯀꯤ ꯁꯤꯟꯃꯤꯁꯤꯡꯕꯨ ꯃꯇꯝ ꯈꯔꯒꯤ ꯑꯣꯏꯕ ꯅꯠꯇ꯭ꯔꯒ ꯃꯇꯝ ꯆꯨꯞꯄꯒꯤ ꯑꯣꯏꯅ ꯚꯤꯖꯥꯒꯤꯗꯃꯛ ꯁ꯭ꯄꯣꯟꯁꯔ ꯇꯧꯕꯁꯨ ꯌꯥꯏ, ꯃꯁꯤ ꯁꯤꯟꯃꯤ ꯑꯗꯨꯒꯤ ꯁ꯭ꯀꯤꯜ ꯑꯃꯁꯨꯡ ꯀ꯭ꯋꯥꯂꯤꯐꯤꯀꯦꯁꯟꯁꯤꯡꯗ ꯌꯨꯝꯐꯝ ꯑꯣꯏꯗꯨꯅ꯫ ꯏꯝꯄ꯭ꯂꯣꯏꯃꯦꯟꯇꯇꯥ ꯌꯨꯝꯐꯝ ꯑꯣꯏꯕ ꯏꯃꯤꯒ꯭ꯔꯦꯁꯟꯒꯤꯗꯃꯛꯇꯥ ꯇꯣꯉꯥꯟ-ꯇꯣꯉꯥꯟꯕ ꯚꯤꯖꯥ ꯀꯦꯇꯦꯒꯣꯔꯤ ꯀꯌꯥ ꯂꯩ, ꯃꯈꯣꯏ ꯈꯨꯗꯤꯡꯃꯛꯀꯤ ꯃꯁꯥꯒꯤ ꯑꯣꯏꯕ ꯃꯊꯧ ꯇꯥꯕꯁꯤꯡ ꯑꯃꯁꯨꯡ ꯂꯤꯃꯤꯠꯁꯤꯡ ꯂꯩ꯫ ꯍ꯭ꯌꯨꯃꯦꯅꯤꯇꯔꯤꯌꯥꯟ ꯄ꯭ꯔꯣꯇꯦꯛꯁꯟ: ꯂꯩꯕꯥꯛ ꯑꯁꯤꯒꯤ ꯏꯃꯤꯒ꯭ꯔꯦꯁꯟ ꯄꯣꯂꯤꯁꯤꯒꯤ ꯃꯔꯨꯑꯣꯏꯕ ꯌꯨꯝꯕꯤ ꯑꯃꯗꯤ ꯃꯈꯣꯏꯒꯤ ꯃꯌꯨꯝ ꯂꯩꯕꯥꯛꯁꯤꯡꯗ ꯄꯤꯊꯣꯛ-ꯄꯤꯁꯤꯟ ꯇꯧꯅꯕꯗꯒꯤ ꯂꯥꯞꯊꯣꯛꯂꯕ ꯔꯤꯐ꯭ꯌꯨꯖꯤꯁꯤꯡ ꯑꯃꯁꯨꯡ ꯑꯦꯁꯤꯂꯤꯁꯤꯡꯗꯥ ꯉꯥꯛꯊꯣꯛꯄ ꯉꯝꯅꯕ ꯋꯥꯁꯛ ꯑꯁꯤꯅꯤ꯫ ꯍꯥꯏꯔꯤꯕ ꯍ꯭ꯌꯨꯃꯦꯅꯤꯇꯔꯤꯌꯥꯟ ꯄ꯭ꯔꯣꯒ꯭ꯔꯥꯝꯁꯤꯡ ꯑꯁꯤ ꯆꯍꯤꯒꯤ ꯑꯣꯏꯕ ꯀꯦꯄꯥꯁꯤꯡꯒꯤ ꯃꯈꯥ ꯄꯣꯜꯂꯤ ꯑꯃꯁꯨꯡ ꯑꯀꯟꯕ ꯚꯦꯇꯤꯡ ꯄ꯭ꯔꯣꯁꯦꯁꯁꯤꯡ ꯆꯠꯊꯔꯤ꯫ ꯉꯝꯈꯩꯒꯤ ꯁꯦꯀ꯭ꯌꯨꯔꯤꯇꯤ ꯑꯃꯁꯨꯡ ꯏꯟꯐꯣꯔꯁꯃꯦꯟꯇ: ꯏꯃꯤꯒ꯭ꯔꯦꯁꯟ ꯏꯟꯐꯣꯔꯁꯃꯦꯟꯇ ꯑꯃꯁꯨꯡ ꯕꯣꯔꯗꯔ ꯁꯦꯀ꯭ꯌꯨꯔꯤꯇꯤꯁꯨ ꯂꯩꯕꯥꯛ ꯑꯁꯤꯒꯤ ꯏꯃꯤꯒ꯭ꯔꯦꯁꯟ ꯄꯣꯂꯤꯁꯤꯒꯤ ꯃꯔꯨꯑꯣꯏꯕ ꯀꯝꯄꯣꯅꯦꯟꯇꯁꯤꯡꯅꯤ꯫ ꯉꯝꯈꯩꯒꯤ ꯁꯦꯀ꯭ꯌꯨꯔꯤꯇꯤꯒꯤ ꯊꯧꯔꯥꯡꯁꯤꯡꯒꯤ ꯈꯨꯠꯊꯥꯡꯗ ꯑꯌꯥꯕ ꯄꯤꯗꯕ ꯏꯃꯤꯒ꯭ꯔꯦꯁꯟ ꯊꯤꯡꯅꯕ ꯍꯣꯠꯅꯕ, ꯑꯃꯁꯨꯡ ꯂꯩꯕꯥꯛ ꯑꯁꯤꯗ ꯑꯥꯏꯟꯅ ꯌꯥꯗꯕ ꯃꯑꯣꯡꯗꯥ ꯆꯪꯂꯛꯄ ꯅꯠꯇ꯭ꯔꯒ ꯂꯩꯈꯤꯕ ꯃꯤꯑꯣꯏꯁꯤꯡ ꯂꯧꯊꯣꯛꯄ ꯅꯠꯇ꯭ꯔꯒ ꯂꯧꯊꯣꯛꯄ ꯌꯥꯎꯅ꯫ ꯏꯃꯤꯒ꯭ꯔꯦꯁꯟ ꯄꯣꯂꯤꯁꯤ ꯑꯁꯤ ꯌꯨꯅꯥꯏꯇꯦꯗ ꯁ꯭ꯇꯦꯇꯁꯇ ꯌꯥꯝꯅ ꯋꯥꯅ ꯈꯟꯅ-ꯅꯩꯅꯔꯕ ꯍꯤꯔꯝ ꯑꯃꯅꯤ, ꯑꯃꯁꯨꯡ ꯍꯧꯈꯤꯕ ꯆꯍꯤ ꯈꯔꯁꯤꯗ ꯑꯀꯛꯅꯕ ꯄꯣꯂꯤꯁꯤ ꯑꯃꯁꯨꯡ ꯄ꯭ꯔꯦꯛꯇꯤꯁꯁꯤꯡꯗ ꯑꯆꯧꯕ ꯑꯍꯣꯡꯕ ꯑꯃ ꯂꯥꯛꯂꯦ꯫ ꯑꯍꯣꯡꯕꯁꯤꯡ ꯑꯁꯤꯅ ꯂꯩꯕꯥꯛ ꯑꯁꯤꯗ ꯆꯪꯂꯛꯄ ꯌꯥꯕ ꯃꯤꯑꯣꯏꯁꯤꯡꯒꯤ ꯃꯁꯤꯡ ꯑꯃꯁꯨꯡ ꯇꯣꯉꯥꯟ ꯇꯣꯉꯥꯟꯕ ꯏꯃꯤꯒ꯭ꯔꯦꯁꯟꯒꯤ ꯀꯥꯟꯅꯕ ꯐꯪꯅꯕ ꯑꯦꯄ꯭ꯂꯥꯏ ꯇꯧꯕꯒꯤ ꯊꯧꯑꯣꯡꯁꯤꯡꯗ ꯑꯀꯥꯏꯕ ꯄꯤꯔꯦ꯫ "ꯋꯥꯟꯗꯣꯖ ꯇꯔꯥꯗ ꯗꯤꯁ꯭ꯛ ꯁ꯭ꯄꯦꯁ ꯀꯔꯝꯅ ꯐ꯭ꯔꯤ ꯑꯣꯏꯍꯟꯒꯅꯤ?" ꯍꯥꯏꯕ ꯋꯥꯔꯣꯜ ꯑꯁꯤꯒꯤ ꯁꯝꯖꯤꯟꯅꯐꯝ ꯑꯣꯏꯅ ꯐꯣꯡꯗꯣꯛꯄꯤꯌꯨ꯫ ꯑꯥꯔꯇꯤꯀꯜ ꯑꯁꯤꯅ ꯋꯤꯟꯗꯣꯖ ꯇꯔꯥꯗ ꯗꯤꯁ꯭ꯛ ꯁ꯭ꯄꯦꯁ ꯐ꯭ꯔꯤ ꯑꯣꯏꯍꯟꯅꯕꯒꯤ ꯃꯑꯣꯡ ꯇꯔꯦꯠ ꯄꯤꯔꯤ, ꯃꯁꯤꯒꯤ ꯄꯥꯝꯕꯩꯁꯤꯡ ꯑꯁꯤꯒꯤ ꯃꯅꯨꯡꯗ ꯃꯈꯥꯗ ꯄꯤꯔꯤꯕꯁꯤꯡ ꯑꯁꯤ ꯌꯥꯎꯔꯤ: ꯃꯇꯝ ꯈꯔꯒꯤ ꯑꯣꯏꯕ ꯐꯥꯏꯜꯁꯤꯡ ꯑꯃꯁꯨꯡ ꯁꯤꯁ꯭ꯇꯦꯝ ꯐꯥꯏꯜꯁꯤꯡ ꯃꯨꯠꯊꯠꯅꯕ ꯕꯤꯜꯇ-ꯏꯟ ꯗꯤꯁ꯭ꯛ ꯀ꯭ꯂꯤꯟꯑꯞ ꯇꯨꯜ ꯆꯠꯄ꯫ ꯅꯍꯥꯛꯅ ꯃꯊꯧ ꯇꯥꯗꯕ ꯅꯠꯇꯔꯒ ꯁꯤꯖꯤꯟꯅꯗꯕ ꯁ꯭ꯄꯦꯁ-ꯍꯥꯡꯅ ꯂꯩꯕ ꯑꯦꯄ꯭ꯂꯤꯀꯦꯁꯟꯁꯤꯡ ꯑꯟꯏꯟꯁꯇꯣꯜ ꯇꯧꯕ꯫ ꯅꯨꯃꯤꯠ ꯀꯨꯟꯊ꯭ꯔꯥꯅꯤ ꯍꯦꯟꯅ ꯂꯩꯔꯛꯂꯕ ꯔꯤꯁꯥꯏꯀꯜ ꯕꯤꯟꯗ ꯂꯩꯕ ꯃꯇꯝ ꯈꯔꯒꯤ ꯑꯣꯏꯕ ꯐꯥꯏꯜꯁꯤꯡ ꯑꯃꯁꯨꯡ ꯑꯥꯏꯇꯦꯝꯁꯤꯡ ꯃꯨꯠꯊꯠꯇꯨꯅ ꯑꯣꯇꯣꯃꯦꯇꯤꯛ ꯑꯣꯏꯅ ꯃꯐꯝ ꯐ꯭ꯔꯤ ꯑꯣꯏꯍꯜꯂꯤꯕ ꯁ꯭ꯇꯣꯔꯦꯖ ꯁꯦꯟꯁ ꯑꯣꯞꯁꯟ ꯑꯁꯤ ꯏꯅꯦꯕꯜ ꯇꯧꯕ꯫ ꯗꯦꯗꯤꯀꯦꯇꯦꯗ ꯇꯨꯜ ꯑꯃ ꯁꯤꯖꯤꯟꯅꯗꯨꯅ ꯅꯠꯇ꯭ꯔꯒ ꯃꯦꯅꯨꯑꯦꯜ ꯑꯣꯏꯅ ꯁꯥꯔꯆ ꯇꯧꯗꯨꯅ ꯑꯃꯁꯨꯡ ꯂꯧꯊꯣꯛꯇꯨꯅ ꯗꯨꯄ꯭ꯂꯤꯀꯦꯠ ꯐꯥꯏꯜꯁꯤꯡ ꯃꯨꯠꯊꯠꯄ꯫ ꯗꯤꯁ꯭ꯛ ꯁ꯭ꯄꯦꯁ ꯁꯤꯖꯤꯟꯅꯕ ꯑꯦꯅꯥꯂꯥꯏꯖ ꯇꯧꯕ ꯑꯃꯁꯨꯡ ꯗꯤꯁ꯭ꯛ ꯁ꯭ꯄꯦꯁ ꯑꯦꯅꯥꯂꯥꯏꯖꯔ ꯇꯨꯜ ꯑꯃ ꯁꯤꯖꯤꯟꯅꯗꯨꯅ ꯃꯐꯝ ꯀꯌ ꯂꯧꯔꯤꯕ ꯐꯣꯜꯗꯔ ꯑꯃꯁꯨꯡ ꯐꯥꯏꯜꯁꯤꯡ ꯈꯪꯗꯣꯛꯄ꯫ ꯐꯥꯏꯜꯁꯤꯡ ꯑꯃꯁꯨꯡ ꯐꯣꯜꯗꯔꯁꯤꯡ ꯃꯨꯠꯊꯠꯄ ꯌꯥꯗꯅ ꯃꯐꯝ ꯀꯟꯕ ꯉꯝꯅꯕ ꯀꯝꯄ꯭ꯔꯦꯁꯟ ꯇꯧꯕ꯫ ꯃꯊꯧ ꯇꯥꯗꯕ ꯐꯥꯏꯜꯁꯤꯡ ꯃꯨꯠꯊꯠꯇꯨꯅ ꯅꯍꯥꯛꯀꯤ ꯗꯥꯎꯟꯂꯣꯗ ꯐꯣꯜꯗꯔ ꯑꯗꯨ ꯃꯦꯅꯦꯖ ꯇꯧꯕ ꯑꯃꯁꯨꯡ ꯃꯗꯨ ꯑꯣꯔꯒꯥꯅꯥꯏꯖ ꯇꯧꯕ꯫ ꯑꯄꯨꯟꯕ ꯑꯣꯏꯅ ꯑꯥꯔꯇꯤꯀꯜ ꯑꯁꯤꯅ ꯋꯤꯟꯗꯣꯖ ꯇꯔꯥꯗ ꯗꯤꯁ꯭ꯛ ꯁ꯭ꯄꯦꯁ ꯐ꯭ꯔꯤ ꯑꯣꯏꯍꯟꯅꯕꯒꯤ ꯄꯥꯝꯕꯩ ꯀꯌꯥ ꯑꯃ ꯄꯤꯔꯤ, ꯃꯈꯣꯏꯁꯤꯡ ꯑꯗꯨꯗꯤ ꯕꯤꯜꯇ-ꯏꯟ ꯇꯨꯜꯁꯤꯡ ꯁꯤꯖꯤꯟꯅꯕꯗꯒꯤ ꯍꯧꯔꯒ ꯐꯥꯏꯜ ꯑꯃꯁꯨꯡ ꯐꯣꯜꯗꯔꯁꯤꯡ ꯃꯦꯅꯨꯑꯦꯜ ꯑꯣꯏꯅ ꯃꯦꯅꯦꯖ ꯇꯧꯕꯐꯥꯎꯕ ꯌꯥꯎꯔꯤ꯫